ꯗꯦꯜꯅꯥ ꯑꯣꯁꯇꯤꯟꯒꯤ ꯅꯣꯔꯊꯋꯦꯁ꯭ꯠ ꯍꯤꯂꯁ ꯌꯨꯝꯊꯣꯡꯗꯥ ꯗꯦꯜ ꯖꯨꯗꯤꯁꯤꯌꯔꯤ ꯀꯝꯃ꯭ꯌꯨꯅꯤꯇꯤ ꯀꯦꯝꯄꯁ ꯂꯤꯡꯈꯠꯄꯒꯤ ꯃꯇꯨꯡꯗꯁꯨ ꯂꯩꯔꯤ꯫ ꯂꯤꯁꯤꯡ ꯑꯅꯤꯒ ꯑꯅꯤꯗꯥ ꯗꯦꯜꯅꯥ ꯑꯥꯌꯔꯂꯦꯟꯗ ꯑꯃꯁꯨꯡ ꯃꯐꯝ ꯑꯗꯨꯒꯤ ꯃꯤꯌꯥꯝꯗꯥ ꯁꯦꯜ ꯊꯥꯗꯈꯤꯕꯥ ꯑꯃꯁꯨꯡ ꯃꯍꯩ ꯃꯁꯤꯡꯒꯤ ꯊꯧꯔꯥꯡꯁꯤꯡꯗꯥ ꯃꯇꯦꯡ ꯄꯥꯡꯕꯒꯤꯗꯃꯛ ꯏꯀꯥꯏ ꯈꯨꯝꯅꯕꯥ ꯎꯠꯄꯥ ꯑꯣꯏꯅꯥ ꯂꯤꯃꯦꯔꯤꯛ ꯌꯨꯅꯤꯚꯔꯁꯤꯇꯤꯗꯒꯤ ꯏꯀꯣꯅꯣꯃꯤꯛ ꯁꯥꯏꯟꯁꯇꯥ ꯑꯣꯅꯔꯦꯔꯤ ꯗꯣꯛꯇꯔꯦꯠ ꯑꯃꯥ ꯐꯪꯈꯤ꯫ ꯂꯤꯁꯤꯡ ꯑꯅꯤ ꯇꯔꯥꯅꯤꯊꯣꯏꯗ ꯃꯥꯏꯀꯦꯜ ꯑꯃꯁꯨꯡ ꯁꯨꯁꯥꯟ ꯗꯦꯜ ꯐꯥꯎꯟꯗꯦꯁꯟꯅꯥ ꯃꯦꯗꯤꯀꯦꯜ ꯑꯦꯖꯨꯀꯦꯁꯟꯒꯤꯗꯃꯛ ꯗꯣꯜꯂꯔ ꯃꯤꯂꯤꯌꯟ ꯌꯥꯡꯈꯩ ꯀꯃꯤꯠ ꯇꯧꯈꯤ꯫ ꯗꯦꯜ ꯃꯦꯗꯤꯀꯦꯜ ꯁ꯭ꯀꯨꯜꯅꯥ ꯂꯤꯁꯤꯡ ꯑꯅꯤ ꯇꯔꯥ ꯇꯔꯨꯛꯇ ꯃꯍꯩꯔꯣꯏꯁꯤꯡ ꯃꯤꯡ ꯆꯟꯕꯥ ꯍꯧꯈꯤ꯫ ꯂꯤꯁꯤꯡ ꯑꯅꯤ ꯇꯔꯥ ꯃꯔꯤꯗ ꯃꯍꯥꯛꯅꯥ ꯏꯖꯔꯦꯜ ꯗꯤꯐꯦꯟꯁ ꯐꯣꯔꯁꯁꯤꯡꯒꯤ ꯃꯔꯨꯞꯁꯤꯡꯗꯥ ꯗꯣꯜꯂꯔ ꯃꯤꯂꯤꯌꯟ ꯑꯃ ꯅꯤꯄꯥꯟ ꯄꯤꯈꯤ꯫ ꯂꯤꯁꯤꯡ ꯑꯅꯤ ꯇꯔꯥ ꯇꯔꯦꯠ ꯇꯥ ꯍꯔꯤꯀꯦꯟ ꯍꯥꯔꯚꯦꯒꯤ ꯃꯇꯨꯡꯗꯥ ꯍꯧꯁ꯭ꯇꯣꯟꯗꯥ ꯂꯩꯕꯥ ꯗꯦꯜꯅꯥ ꯔꯤꯂꯤꯐꯀꯤ ꯊꯕꯛꯁꯤꯡꯗꯥ ꯗꯣꯜꯂꯔ ꯃꯤꯂꯤꯌꯟ ꯀꯨꯟꯊ꯭ꯔꯥ ꯇꯔꯨꯛ ꯋꯥꯁꯛꯈꯤ꯫ ꯂꯤꯁꯤꯡ ꯑꯅꯤ ꯇꯔꯥ ꯇꯔꯦꯠ ꯀꯤ ꯃꯦ ꯊꯥꯗꯥ ꯗꯦꯜꯅꯥ ꯑꯉꯥꯡꯁꯤꯡꯒꯤ ꯂꯥꯌꯦꯡꯕꯗꯥ ꯃꯤꯠꯌꯦꯡ ꯊꯝꯕꯥ ꯃꯍꯥꯛꯀꯤ ꯐꯥꯎꯟꯗꯦꯁꯟꯗꯥ ꯗꯣꯜꯂꯔ ꯕꯤꯂꯤꯌꯟ ꯑꯃ ꯄꯤꯈꯤ; ꯃꯁꯤꯅꯥ ꯏꯝꯄꯦꯛ ꯏꯟꯚꯦꯁꯠꯃꯦꯟꯠ ꯑꯃꯁꯨꯡ ꯆꯦꯔꯤꯇꯦꯕꯜ ꯗꯣꯅꯦꯁꯟ ꯑꯅꯤꯃꯛ ꯇꯧꯏ꯫ ꯂꯤꯁꯤꯡ ꯑꯅꯤ ꯇꯔꯥ ꯅꯤꯄꯥꯟꯗꯥ ꯗꯦꯜ ꯇꯦꯛꯅꯣꯂꯣꯖꯤꯁꯤꯡ ꯑꯁꯤ ꯑꯔꯨꯕꯥ ꯁꯦꯜ ꯊꯨꯝꯒꯤ ꯔꯤꯁ꯭ꯇꯔꯛꯆꯔ ꯑꯃꯒꯤ ꯈꯨꯠꯊꯥꯡꯗꯥ ꯃꯤꯌꯥꯝꯒꯤ ꯀꯩꯊꯦꯜꯁꯤꯡꯗꯥ ꯍꯜꯂꯛꯈꯤ꯫ ꯃꯇꯦꯡ ꯂꯧꯔꯛꯐꯝ ꯃꯥꯔꯁꯦꯂꯣ ꯚ꯭ꯌꯥꯂꯦ ꯁꯤꯂꯚꯦꯔꯥ ꯃꯦꯂꯣ ꯑꯁꯤ ꯕ꯭ꯂꯦꯛꯁꯤꯡꯒꯤ ꯃꯥꯌꯣꯛꯇꯥ ꯍꯤꯡꯁꯥ ꯊꯣꯛꯍꯟꯕꯒꯨꯝꯕꯥ ꯀ꯭ꯔꯥꯏꯝꯁꯤꯡꯒꯤꯗꯃꯛ ꯐꯦꯗꯔꯦꯜ ꯄꯨꯂꯤꯁꯀꯤ ꯑꯣꯄꯔꯦꯁꯟ ꯏꯟꯇꯣꯂꯦꯔꯦꯟꯁ ꯑꯃꯁꯨꯡ ꯕ꯭ꯔꯌꯥꯚꯥꯗꯣꯗꯥ ꯐꯥꯈꯤꯕꯥ ꯕ꯭ꯔꯥꯖꯤꯜꯒꯤ ꯀ꯭ꯔꯦꯀꯔ ꯑꯃꯅꯤ ꯍꯣꯃꯣꯁꯦꯛꯁꯨꯑꯦꯜꯁꯤꯡ ꯅꯨꯄꯤꯁꯤꯡ ꯅꯣꯔꯊ ꯏꯁ꯭ꯇꯔꯟꯁꯤꯡ ꯑꯃꯁꯨꯡ ꯖꯨꯗꯤꯁꯤꯌꯔꯤꯁꯤꯡ ꯑꯉꯥꯡꯁꯤꯡꯗꯥ ꯁꯦꯛꯁꯀꯤ ꯃꯤꯑꯣꯠ ꯃꯤꯅꯩ ꯆꯠꯊꯕꯒꯤ ꯋꯥꯐꯝ ꯁꯟꯗꯣꯛꯏ ꯑꯃꯁꯨꯡ ꯁꯥꯏꯟꯁꯀꯤ ꯃꯍꯩꯔꯣꯏꯁꯤꯡꯕꯨ ꯈꯨꯅꯥꯏꯗꯥ ꯁꯤꯕꯒꯤ ꯊꯧꯔꯥꯡ ꯇꯧꯔꯤ꯫ ꯃꯥꯔꯁꯦꯂꯣꯅꯥ ꯀꯦꯝꯄꯣ ꯒ꯭ꯔꯦꯟꯗ ꯐꯦꯗꯔꯦꯜ ꯄꯦꯅꯤꯟꯇꯦꯟꯁꯤꯑꯦꯔꯤꯗꯥ ꯃꯍꯥꯛꯀꯤ ꯆꯩꯔꯥꯛ ꯐꯪꯂꯤ ꯑꯃꯁꯨꯡ ꯀ꯭ꯌꯨꯔꯤꯇꯤꯕꯥꯒꯤ ꯇꯔꯥꯃꯔꯤ ꯁꯨꯕꯥ ꯐꯦꯗꯔꯦꯜ ꯀꯣꯔꯠꯅꯥ ꯂꯦꯞꯈꯤꯕꯥ ꯃꯇꯨꯡ ꯏꯟꯅꯥ ꯅ꯭ꯌꯨꯔꯣꯁꯥꯏꯀꯣꯂꯣꯖꯤꯀꯦꯜ ꯏꯚꯥꯂꯨꯑꯦꯁꯟ ꯑꯃꯥ ꯇꯧꯒꯗꯕꯅꯤ꯫ ꯂꯤꯁꯤꯡ ꯑꯅꯤ ꯃꯥꯄꯟꯗꯥ ꯃꯍꯥꯛ ꯕ꯭ꯔꯥꯖꯤꯜꯗꯥ ꯏꯟꯇꯔꯅꯦꯠ ꯔꯦꯁꯤꯖꯝꯒꯤ ꯃꯇꯥꯡꯗꯥ ꯋꯥꯌꯦꯜ ꯄꯤꯈꯤꯕꯥ ꯑꯍꯥꯟꯕꯥ ꯃꯤꯑꯣꯏ ꯑꯣꯏꯈꯤ ꯃꯥꯔꯁꯦꯂꯣꯅꯥ ꯌꯨ. ꯑꯦꯟ. ꯕꯤ. ꯗꯥ ꯌꯥꯎꯈꯤ ꯂꯤꯇꯔꯦꯆꯔ ꯀꯣꯔꯁꯀꯤ ꯑꯦꯟꯇ꯭ꯔꯥꯟꯁ ꯑꯦꯛꯖꯥꯝ ꯄꯥꯁ ꯇꯧꯔꯕꯥ ꯃꯇꯨꯡꯗꯥ ꯂꯤꯁꯤꯡ ꯑꯅꯤ ꯃꯉꯥꯗꯥ ꯑꯃꯁꯨꯡ ꯀꯦꯊꯣꯂꯤꯛ ꯌꯨꯅꯤꯚꯔꯁꯤꯇꯤ ꯑꯣꯐ ꯕ꯭ꯔꯥꯁꯤꯂꯤꯌꯥ ꯗꯥ ꯂꯤꯁꯤꯡ ꯑꯅꯤ ꯇꯔꯨꯛꯇ ꯃꯐꯝ ꯑꯗꯨꯗꯥ ꯃꯍꯥꯛꯅꯥ ꯀꯝꯄ꯭ꯌꯨꯇꯔ ꯁꯥꯏꯟꯁꯇꯥ ꯒ꯭ꯔꯦꯖꯨꯑꯦꯁꯟ ꯂꯣꯏꯈꯤ꯫ ꯃꯦꯂꯣꯒꯤ ꯀ꯭ꯔꯤꯃꯤꯅꯦꯜ ꯇ꯭ꯔꯦꯖꯦꯛꯇꯔꯤ ꯑꯁꯤ ꯂꯤꯁꯤꯡ ꯑꯅꯤ ꯃꯉꯥꯗꯥ ꯍꯧꯈꯤ ꯃꯗꯨꯗꯥ ꯃꯍꯥꯛꯅꯥ ꯕ꯭ꯂꯦꯛ ꯃꯤꯌꯥꯝꯒꯤ ꯃꯥꯌꯣꯛꯇꯥ ꯂꯥꯟꯅꯥ ꯂꯝꯖꯤꯡꯕꯒꯤ ꯋꯥꯐꯝ ꯀꯌꯥ ꯑꯃꯥ ꯐꯣꯔꯝ ꯑꯃꯗꯥ ꯑꯣꯔꯀꯨꯠ ꯗꯦꯇꯤꯡ ꯁꯥꯏꯠꯇꯥ ꯐꯣꯡꯈꯤ꯫ ꯏꯟꯇꯔꯅꯦꯠꯀꯤ ꯈꯨꯠꯊꯥꯡꯗꯥ ꯃꯦꯂꯣꯅꯥ ꯀꯣꯇꯥ ꯁꯤꯁ꯭ꯇꯦꯝꯒꯤ ꯈꯨꯠꯊꯥꯡꯗꯥ ꯑꯌꯥꯕꯥ ꯄꯤꯔꯕꯥ ꯃꯔꯨꯞꯁꯤꯡꯒꯤ ꯃꯇꯥꯡꯗꯥ ꯃꯤꯅꯨꯡꯁꯤ ꯂꯩꯇ꯭ꯔꯕꯥ ꯋꯥꯐꯝꯁꯤꯡ ꯐꯣꯡꯗꯣꯛꯈꯤ꯫ ꯐ꯭ꯔꯤ-ꯌꯨꯖ ꯏꯃꯦꯖ ꯁꯥꯎꯟꯗ ꯑꯃꯁꯨꯡ ꯑꯇꯩ ꯃꯤꯗꯤꯌꯥ ꯐꯥꯏꯜꯁꯤꯡꯒꯤ ꯑꯣꯟꯂꯥꯏꯟ ꯔꯤꯄꯣꯖꯤꯇꯔꯤ, ꯋꯤꯀꯤꯃꯤꯗꯤꯌꯥ ꯐꯥꯎꯟꯗꯦꯁꯟꯅꯥ ꯍꯣꯁ꯭ꯠ ꯇꯧꯕ ꯋꯤꯀꯤꯄꯤꯗꯤꯌꯥ ꯆꯂꯥꯏꯕꯥ ꯁꯣꯐꯇꯋꯥꯌꯔꯒꯤ ꯃꯌꯨꯝ ꯑꯃꯁꯨꯡ ꯃꯁꯤ ꯗꯤꯚꯦꯂꯞ ꯇꯧꯕꯥ ꯃꯐꯝ꯫ ꯋꯤꯀꯤꯃꯤꯗꯤꯌꯥ ꯄ꯭ꯔꯣꯖꯦꯛꯇ ꯄꯨꯝꯅꯃꯛ ꯀꯣꯑꯣꯔꯗꯤꯅꯦꯠ ꯇꯧꯅꯕꯥ ꯁꯦꯟꯇ꯭ꯔꯦꯜ ꯁꯥꯏꯠ ꯐ꯭ꯔꯤ ꯀꯟꯇꯦꯟꯠ ꯇꯦꯛꯁꯕꯨꯛꯁꯤꯡ ꯑꯃꯁꯨꯡ ꯀꯅꯥꯒꯨꯝꯕꯥ ꯑꯃꯅꯥ ꯁꯦꯝꯒꯠ ꯁꯥꯒꯠꯄ ꯌꯥꯕꯥ ꯑꯦꯅꯣꯇꯦꯗ ꯇꯦꯛꯁꯁꯤꯡ ꯁꯦꯝꯒꯠꯅꯕꯥ ꯋꯤꯀꯤꯃꯤꯗꯤꯌꯥ ꯐꯥꯎꯟꯗꯦꯁꯟꯅꯥ ꯍꯣꯁ꯭ꯠ ꯇꯧꯕꯥ ꯃꯤꯑꯣꯏꯕꯥ ꯑꯃꯁꯨꯡ ꯃꯦꯁꯤꯟ ꯑꯅꯤꯃꯛꯅꯥ ꯄꯥꯕꯥ ꯑꯃꯁꯨꯡ ꯑꯦꯗꯤꯠ ꯇꯧꯕꯥ ꯌꯥꯕꯥ ꯐ꯭ꯔꯤ ꯑꯃꯁꯨꯡ ꯑꯣꯄꯟ ꯅꯣꯂꯦꯖ ꯕꯦꯖ꯫ ꯐ꯭ꯔꯤꯀꯟꯇꯦꯟꯠ ꯅꯤꯎꯖ ꯁꯣꯔꯁ ꯋꯤꯀꯤ ꯑꯃꯁꯨꯡ ꯀꯣꯂꯥꯕꯣꯔꯦꯇꯤꯕ ꯖꯔꯅꯦꯂꯤꯖꯝꯒꯤ ꯈꯨꯠꯊꯥꯡꯗꯥ ꯊꯕꯛ ꯇꯧꯕꯥ ꯋꯤꯀꯤꯃꯤꯗꯤꯌꯥ ꯐꯥꯎꯟꯗꯦꯁꯟꯒꯤ ꯄ꯭ꯔꯣꯖꯦꯛ ꯑꯃꯅꯤ꯫ ꯃꯃꯤꯡ ꯂꯩꯔꯕ ꯃꯤꯑꯣꯏꯁꯤꯡ ꯂꯥꯏꯔꯤꯛꯁꯤꯡ ꯐꯤꯂꯝꯁꯤꯡ ꯑꯃꯁꯨꯡ ꯋꯥꯍꯩꯁꯤꯡꯗꯒꯤ ꯂꯧꯊꯣꯛꯄꯥ ꯋꯥꯐꯝꯁꯤꯡꯒꯤ ꯑꯐꯕ ꯈꯣꯝꯖꯤꯟꯕ ꯃꯇꯤꯛ ꯆꯥꯕꯥ ꯑꯦꯇ꯭ꯔꯤꯕ꯭ꯌꯨꯁꯟꯁꯤꯡꯒꯥ ꯂꯣꯏꯅꯅꯥ ꯐ꯭ꯔꯤ ꯑꯣꯏꯅꯥ ꯐꯪꯍꯟꯕꯥ꯫ ꯋꯤꯀꯤꯃꯤꯗꯤꯌꯥ ꯐꯥꯎꯟꯗꯦꯁꯟꯅꯥ ꯆꯂꯥꯏꯕꯥ ꯋꯤꯀꯤ ꯑꯃꯗꯥ ꯐ꯭ꯔꯤ ꯀꯟꯇꯦꯟ ꯇꯦꯛꯆꯨꯑꯦꯜ ꯁꯣꯔꯁꯁꯤꯡꯒꯤ ꯑꯣꯟꯂꯥꯏꯟ ꯗꯤꯖꯤꯇꯦꯜ ꯂꯟꯀꯩꯅꯤ꯫